ꯑꯥꯔꯇꯤꯐꯤꯁꯤꯑꯦꯜ ꯏꯟꯇꯦꯂꯤꯖꯦꯟꯁ ꯁꯦꯝꯒꯠꯅꯕꯥ ꯁꯇ꯭ꯔꯦꯇꯦꯖꯤ ꯑꯃꯥ ꯗꯤꯖꯥꯏꯟ ꯇꯧꯕꯥ꯫ ꯄ꯭ꯔꯣꯕ꯭ꯂꯦꯝ ꯑꯗꯨ ꯗꯤꯐꯥꯏꯟ ꯇꯧꯕꯥ: ꯃꯥꯢꯄꯥꯛꯅꯥ ꯑꯔꯇꯤꯐꯤꯁꯤꯑꯦꯜ ꯢꯟꯇꯦꯂꯤꯖꯦꯟꯁ ꯁꯤꯁꯇꯦꯝ ꯑꯃꯥ ꯁꯦꯃꯒꯠꯄꯒꯤ ꯑꯍꯥꯟꯕꯥ ꯈꯣꯡꯊꯥꯡꯗꯤ ꯁꯤꯁꯇꯦꯝ ꯑꯗꯨꯅꯥ ꯁꯣꯜꯕ ꯇꯧꯅꯕꯥ ꯗꯤꯖꯥꯏꯟ ꯇꯧꯔꯤꯕꯥ ꯄ꯭ꯔꯣꯕ꯭ꯂꯦꯝ ꯑꯗꯨ ꯅꯠꯇ꯭ꯔꯒꯥ ꯊꯕꯛ ꯑꯗꯨ ꯂꯦꯞꯊꯣꯛꯄꯅꯤ꯫ ꯃꯁꯤꯅꯥ ꯗꯤꯕꯦꯂꯞꯃꯦꯟꯇ ꯇꯤꯝꯒꯤ ꯃꯤꯠꯌꯦꯡ ꯑꯗꯨ ꯀꯨꯞꯅꯥ ꯌꯦꯡꯁꯤꯟꯕꯗꯥ ꯃꯇꯦꯡ ꯄꯥꯡꯒꯅꯤ ꯑꯃꯁꯨꯡ ꯁꯤꯁꯇꯦꯝ ꯑꯁꯤ ꯑꯀꯛꯅꯕꯥ ꯄꯥꯟꯗꯝꯁꯤꯡ ꯐꯪꯅꯕꯥ ꯗꯤꯖꯥꯏꯟ ꯇꯧꯕꯥ ꯉꯃꯍꯟꯒꯅꯤ꯫ ꯗꯦꯇꯥ ꯈꯣꯝꯖꯤꯟꯕꯥ: ꯑꯔꯇꯤꯐꯤꯁꯤꯑꯦꯜ ꯢꯟꯇꯦꯂꯤꯖꯦꯟꯁꯅꯥ ꯋꯥꯔꯦꯞ ꯂꯧꯕꯥ ꯑꯃꯁꯨꯡ ꯄ꯭ꯔꯤꯗꯤꯛꯁꯟꯁꯤꯡ ꯂꯧꯕꯗꯥ ꯇ꯭ꯔꯦꯟ ꯇꯧꯔꯕꯥ ꯗꯦꯇꯥ ꯑꯗꯨꯗꯥ ꯌꯥꯝꯅꯥ ꯊꯥꯖꯕꯥ ꯊꯝꯂꯤ꯫ ꯃꯥꯢꯄꯥꯛꯄꯥ ꯁꯤꯁꯇꯦꯝ ꯑꯃꯅꯥ ꯑꯋꯥꯡꯕꯥ ꯊꯥꯛꯀꯤ ꯗꯦꯇꯥꯒꯤ ꯑꯆꯧꯕꯥ ꯃꯁꯤꯡꯒꯤ ꯑꯦꯛꯁꯦꯁ ꯂꯩꯕꯗꯥ ꯃꯈꯥ ꯄꯣꯜꯂꯤ꯫ ꯁꯤꯁꯇꯦꯝ ꯑꯁꯤ ꯇ꯭ꯔꯦꯅꯤꯡ ꯄꯤꯅꯕꯒꯤꯗꯃꯛ ꯗꯦꯇꯥ ꯑꯁꯤ ꯈꯣꯖꯤꯅꯕꯥ, ꯁꯦꯡꯗꯣꯛꯄꯥ ꯑꯃꯁꯨꯡ ꯑꯆꯨꯝꯕꯥ ꯐꯣꯔꯃꯦꯠꯇꯥ ꯄ꯭ꯔꯤ-ꯄ꯭ꯔꯣꯁꯦꯁ ꯇꯧꯕꯥ ꯃꯊꯧ ꯇꯥꯏ꯫ ꯃꯇꯤꯛ ꯆꯥꯕꯥ ꯃꯣꯗꯦꯜ ꯑꯃꯥ ꯈꯟꯅꯕꯥ: ꯗꯦꯇꯥ ꯑꯗꯨ ꯈꯣꯝꯖꯤꯜꯂꯕꯥ ꯃꯇꯨꯡꯗꯥ ꯃꯊꯪꯒꯤ ꯈꯣꯡꯊꯥꯡꯗꯤ ꯁꯤꯁꯇꯦꯝ ꯑꯗꯨ ꯇ꯭ꯔꯦꯅꯤꯡ ꯇꯧꯅꯕꯒꯤꯗꯃꯛ ꯃꯇꯤꯛ ꯆꯥꯕꯥ ꯃꯣꯗꯦꯜ ꯑꯃꯥ ꯈꯅꯕꯅꯤ꯫ꯃꯣꯗꯦꯜ ꯇ꯭ꯔꯦꯟ ꯇꯧꯕꯥ: ꯗꯦꯇꯥ ꯑꯃꯁꯨꯡ ꯃꯣꯗꯦꯜ ꯑꯁꯤ ꯃꯐꯝ ꯆꯥꯅꯥ ꯂꯩꯔꯒꯥ ꯃꯊꯪꯒꯤ ꯈꯣꯡꯊꯥꯡ ꯑꯁꯤ ꯑꯔꯇꯤꯐꯤꯁꯤꯑꯦꯜ ꯢꯟꯇꯦꯂꯤꯖꯦꯟꯁ ꯁꯤꯁ꯭ꯇꯦꯝ ꯑꯁꯤꯅꯥ ꯄꯦꯇꯔꯅꯁꯤꯡ ꯈꯪꯗꯣꯛꯄꯗꯥ ꯃꯇꯦꯡ ꯄꯥꯡꯅꯕꯥ ꯑꯃꯁꯨꯡ ꯃꯇꯧ ꯀꯔꯝꯅꯥ ꯄ꯭ꯔꯤꯗꯤꯛꯁꯟ ꯅꯠꯇ꯭ꯔꯒꯥ ꯋꯥꯔꯦꯞ ꯂꯧꯕꯥ ꯌꯥꯕꯒꯦ ꯍꯥꯢꯕꯗꯨ ꯇꯝꯕꯗꯥ ꯃꯇꯦꯡ ꯄꯥꯡꯅꯕꯥ ꯗꯦꯇꯥ ꯃꯁꯤꯡ ꯌꯥꯝꯅꯥ ꯄꯤꯒꯅꯤ꯫ ꯈꯣꯡꯊꯥꯡ ꯑꯁꯤ ꯌꯥꯝꯅꯥ ꯃꯔꯨꯑꯣꯏ, ꯃꯔꯝꯗꯤ ꯃꯁꯤꯅꯥ ꯑꯔꯣꯏꯕꯗꯥ ꯑꯔꯇꯤꯐꯤꯁꯤꯑꯦꯜ ꯢꯟꯇꯦꯂꯤꯖꯦꯟꯁ ꯁꯤꯁ꯭ꯇꯦꯝ ꯑꯁꯤ ꯏꯚꯥꯂꯨꯑꯦꯠ ꯇꯧꯕꯥ: ꯁꯤꯁ꯭ꯇꯦꯝ ꯑꯁꯤ ꯇ꯭ꯔꯦꯟ ꯇꯧꯔꯕꯥ ꯃꯇꯨꯡꯗꯥ ꯑꯅꯧꯕꯥ ꯗꯦꯇꯥꯗꯥ ꯀꯌꯥ ꯌꯥꯝꯅꯥ ꯐꯖꯅꯥ ꯊꯕꯛ ꯇꯧꯕꯒꯦ ꯍꯥꯌꯕꯗꯨ ꯌꯦꯡꯅꯕꯥ ꯏꯚꯥꯂꯨꯑꯦꯠ ꯇꯧꯒꯗꯕꯅꯤ꯫ ꯃꯁꯤꯗꯥ ꯑꯆꯨꯝꯕꯥ, ꯄ꯭ꯔꯤꯁꯤꯁꯟ, ꯔꯤꯀꯣꯜ ꯑꯃꯁꯨꯡ ꯑꯇꯣꯞꯄꯥ ꯃꯦꯇ꯭ꯔꯤꯀꯁꯤꯡ ꯌꯦꯡꯁꯤꯟꯅꯕꯥ ꯇꯦꯁꯇꯁꯤꯡ ꯆꯠꯊꯕꯥ ꯌꯥꯎꯕꯥ ꯌꯥꯏ꯫ ꯔꯤꯖꯜꯇꯁꯤꯡꯗꯥ ꯌꯨꯝꯐꯝ ꯑꯣꯏꯔꯒꯥ ꯇꯤꯝ ꯑꯁꯤꯅꯥ ꯃꯊꯧ ꯇꯥꯕꯒꯤ ꯃꯇꯨꯡ ꯏꯟꯅꯥ ꯁꯤꯁꯇꯦꯝ ꯅꯠꯇ꯭ꯔꯒꯥ ꯇ꯭ꯔꯦꯅꯤꯡ ꯗꯦꯇꯥꯗꯥ ꯑꯦꯗꯖꯁꯇꯃꯦꯟꯇ ꯇꯧꯕꯥ ꯌꯥꯏ꯫ ꯗꯤꯄ꯭ꯂꯣꯏꯃꯦꯟꯇ ꯑꯃꯁꯨꯡ ꯃꯦꯟꯇꯦꯅꯦꯟꯁ: ꯑꯔꯇꯤꯐꯤꯁꯤꯑꯦꯜ ꯢꯟꯇꯦꯂꯤꯖꯦꯟꯁ ꯁꯤꯁꯇꯦꯝ ꯑꯁꯤ ꯗꯤꯕꯦꯂꯞ ꯇꯧꯔꯕꯥ ꯃꯇꯨꯡꯗꯥ ꯃꯁꯤ ꯗꯤꯄ꯭ꯂꯣꯏ ꯇꯧꯒꯗꯕꯅꯤ ꯑꯃꯁꯨꯡ ꯁꯤꯖꯤꯟꯅꯒꯗꯕꯅꯤ꯫ ꯁꯤꯁꯇꯦꯝ ꯑꯁꯤ ꯃꯈꯥ ꯇꯥꯅꯥ ꯏꯐꯦꯛꯇꯤꯚ ꯑꯣꯏꯅꯥ ꯑꯣꯄ꯭ꯔꯦꯠ ꯇꯧꯕꯥ ꯑꯃꯁꯨꯡ ꯑꯣꯔꯒꯥꯅꯥꯏꯖꯦꯁꯟ ꯅꯠꯇ꯭ꯔꯒꯥ ꯃꯁꯤꯒꯤ ꯀ꯭ꯂꯥꯏꯑꯦꯟꯇꯁꯤꯡꯒꯤ ꯃꯊꯧ ꯇꯥꯕꯁꯤꯡꯗꯨ ꯐꯪꯍꯟꯅꯕꯥ ꯃꯦꯟꯇꯤꯅꯦꯟꯁ, ꯃꯣꯅꯤꯇꯔꯤꯡ ꯑꯃꯁꯨꯡ ꯂꯦꯞꯇꯅꯥ ꯑꯍꯣꯡꯕꯥ ꯄꯨꯔꯛꯄꯥ ꯑꯁꯤ ꯌꯥꯝꯅꯥ ꯃꯔꯨꯑꯣꯏ꯫ ꯈꯪꯖꯤꯟꯒꯗꯕꯥ ꯑꯃꯅꯥ, ꯑꯔꯇꯤꯐꯤꯁꯤꯑꯦꯜ ꯢꯟꯇꯦꯂꯤꯖꯦꯟꯁ ꯃꯌꯦꯛ ꯁꯦꯡꯕꯥ ꯁꯇ꯭ꯔꯦꯇꯦꯖꯤ ꯑꯃꯥ ꯂꯩꯔꯒꯥ ꯑꯔꯨꯕꯥ ꯁꯝꯁ꯭ꯌꯥꯁꯤꯡ ꯀꯣꯛꯍꯟꯕꯥ ꯉꯝꯍꯜꯂꯤ꯫